ꯑꯐꯕꯥ ꯗꯤꯖꯤꯇꯦꯜ ꯃꯥꯔꯀꯦꯇꯤꯡ ꯢꯁ꯭ꯇꯔꯦꯇꯦꯖꯤ ꯑꯃꯥ ꯀꯔꯤꯅꯥ ꯁꯦꯝꯕꯒꯦ ꯍꯥꯏꯕꯗꯨ ꯁꯟꯗꯣꯛꯅꯥ ꯇꯥꯛꯄꯤꯌꯨ꯫ ꯑꯐꯕꯥ ꯗꯤꯖꯤꯇꯦꯜ ꯃꯥꯔꯀꯦꯇꯤꯡ ꯁ꯭ꯇꯔꯦꯇꯦꯖꯤ ꯍꯥꯏꯕꯁꯤ ꯗꯤꯖꯤꯇꯦꯜ ꯆꯦꯅꯦꯜꯁꯤꯡꯒꯤ ꯈꯨꯠꯊꯥꯡꯗꯥ ꯕꯤꯖꯤꯅꯦꯁ ꯑꯃꯒꯤ ꯄꯥꯟꯗꯝꯁꯤꯡ ꯐꯪꯕꯗꯥ ꯃꯇꯦꯡ ꯄꯥꯡꯅꯕꯥ ꯄꯨꯟꯅꯥ ꯊꯕꯛ ꯇꯧꯃꯤꯟꯅꯔꯤꯕꯥ ꯏꯂꯤꯃꯦꯟꯇ ꯀꯌꯥꯒꯤ ꯀꯝꯕꯤꯅꯦꯁꯟ ꯑꯃꯅꯤ꯫ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯃꯥ ꯏꯐꯦꯛꯇꯤꯕ ꯑꯣꯏꯍꯟꯕꯗꯥ ꯃꯇꯦꯡ ꯄꯥꯡꯂꯤꯕꯥ ꯃꯔꯨꯑꯣꯏꯕꯥ ꯐꯦꯛꯇꯔ ꯈꯔꯗꯤ ꯃꯈꯥꯗꯥ ꯄꯤꯔꯤ: ꯃꯌꯦꯛ ꯁꯦꯡꯅꯥ ꯇꯥꯛꯄꯥ ꯄꯥꯟꯗꯝꯁꯤꯡ: ꯑꯐꯕꯥ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯁꯤ ꯕꯤꯖꯤꯅꯦꯁꯀꯤ ꯄꯥꯟꯗꯝꯁꯤꯡ ꯑꯃꯁꯨꯡ ꯄꯥꯟꯗꯝꯁꯤꯡ ꯃꯌꯦꯛ ꯁꯦꯡꯅꯥ ꯈꯪꯕꯗꯒꯤ ꯍꯧꯏ꯫ ꯗꯤꯖꯤꯇꯦꯜ ꯃꯥꯔꯀꯦꯇꯤꯡꯒꯤ ꯈꯨꯠꯊꯥꯡꯗꯥ ꯕꯤꯖꯤꯅꯦꯁꯅꯥ ꯀꯔꯤ ꯐꯪꯕꯥ ꯄꯥꯝꯂꯤꯕꯒꯦ ꯑꯃꯁꯨꯡ ꯃꯁꯤꯅ ꯑꯄꯨꯟꯕ ꯕꯤꯖꯤꯅꯦꯁ ꯢꯁ꯭ꯇꯔꯦꯇꯦꯖꯤꯒꯥ ꯀꯔꯝꯅꯥ ꯑꯦꯂꯥꯏꯟ ꯇꯧꯕꯒꯦ ꯍꯥꯏꯕꯗ ꯈꯪꯗꯣꯀꯄꯛꯄꯥ ꯑꯁꯤ ꯌꯥꯝꯅꯥ ꯃꯔꯨꯑꯣꯏ꯫ ꯌꯥꯝꯅꯥ ꯀꯨꯞꯅꯥ ꯁꯦꯞꯗꯣꯛꯄꯥ ꯇꯥꯔꯒꯦꯠ ꯑꯣꯗꯤꯁꯟ: ꯃꯥꯌ ꯄꯥꯛꯂꯕꯥ ꯗꯤꯖꯤꯇꯦꯜ ꯃꯥꯔꯀꯦꯇꯤꯡ ꯁ꯭ꯠꯔꯦꯇꯦꯖꯤ ꯑꯃꯥ ꯁꯦꯝꯅꯕꯒꯤꯗꯃꯛ ꯇꯥꯔꯒꯦꯠ ꯑꯣꯗꯤꯁꯟ ꯑꯗꯨ ꯈꯥꯡꯉꯕꯥ ꯑꯁꯤ ꯌꯥꯝꯅꯥ ꯃꯔꯨꯑꯣꯏ꯫ ꯃꯁꯤꯗꯥ ꯇꯥꯔꯒꯦꯠ ꯑꯣꯗꯤꯁꯟꯅꯒꯤ ꯗꯦꯃꯣꯒ꯭ꯔꯥꯐꯤꯛ, ꯁꯥꯏꯀꯣꯒ꯭ꯔꯥꯐꯤꯛ, ꯑꯃꯁꯨꯡ ꯂꯃꯆꯠ-ꯁꯥꯖꯠ ꯈꯪꯗꯣꯛꯄꯒꯥ ꯂꯣꯏꯅꯅꯥ ꯃꯈꯣꯏꯒꯤ ꯗꯔꯀꯥꯔ ꯑꯣꯏꯕꯁꯤꯡ, ꯄꯁꯟꯗꯁꯤꯡ ꯑꯃꯁꯨꯡ ꯄꯦꯟ ꯄꯣꯏꯟꯇꯁꯤꯡ ꯈꯉꯕꯥ ꯌꯥꯑꯣꯔꯤ꯫ ꯃꯜꯇꯤꯆꯦꯅꯦꯜ ꯑꯦꯞꯔꯣꯆ: ꯑꯐꯕꯥ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯃꯗꯥ ꯃꯜꯇꯤꯆꯦꯅꯦꯜ ꯑꯦꯞꯔꯣꯆ ꯑꯃꯥ ꯌꯥꯎꯏ꯫ ꯃꯁꯤꯗꯥ ꯁꯣꯁꯤꯑꯦꯜ ꯃꯦꯗꯤꯌꯥ, ꯁꯔꯆ ꯏꯟꯖꯤꯟ, ꯏꯃꯦꯜ, ꯑꯃꯁꯨꯡ ꯃꯣꯕꯥꯏꯜꯂꯒꯨꯝꯕꯥ ꯇꯣꯉꯥꯟ ꯇꯣꯉꯥꯅꯕꯥ ꯗꯤꯖꯤꯇꯦꯜ ꯆꯦꯅꯦꯜꯁꯤꯡ ꯁꯤꯖꯤꯟꯅꯗꯨꯅꯥ ꯃꯈꯣꯏꯅꯥ ꯂꯩꯔꯤꯕꯥ ꯃꯐꯝꯗꯥ ꯀꯁ꯭ꯇꯃꯔꯁꯤꯡꯒꯥ ꯋꯥꯔꯤ ꯁꯥꯅꯩ꯫ ꯀꯟꯇꯦꯟꯇ ꯁ꯭ꯇꯔꯦꯇꯦꯖꯤ: ꯃꯥꯏꯄꯥꯛꯅꯥ ꯗꯤꯖꯤꯇꯦꯜ ꯃꯥꯔꯀꯦꯇꯤꯡ ꯁ꯭ꯇꯥꯔꯇꯦꯖꯤ ꯑꯃꯒꯤꯗꯃꯛ ꯑꯋꯥꯡꯕꯥ ꯊꯥꯛꯀꯤ, ꯃꯔꯤ ꯂꯩꯅꯕꯥ, ꯑꯃꯁꯨꯡ ꯃꯤꯁꯤꯡꯒꯥ ꯁꯝꯅꯕꯥ ꯀꯟꯇꯦꯟꯇ ꯑꯁꯤ ꯌꯥꯝꯅꯥ ꯃꯔꯨꯑꯣꯏ꯫ ꯑꯐꯕꯥ ꯀꯟꯇꯦꯟꯇ ꯁ꯭ꯇꯔꯦꯇꯦꯖꯤ ꯑꯃꯅꯥ ꯇꯥꯔꯒꯦꯠ ꯑꯣꯗꯤꯁꯟꯒꯥ ꯂꯣꯏꯅꯅꯥ ꯔꯤꯖꯣꯅꯦꯠ ꯇꯧꯕꯥ ꯑꯃꯁꯨꯡ ꯃꯈꯣꯏꯒꯤ ꯗꯔꯀꯥꯔ ꯑꯣꯏꯕꯁꯤꯡ ꯏꯟꯇꯔꯦꯁ꯭ꯇꯁꯤꯡ ꯑꯃꯁꯨꯡ ꯄꯦꯟ ꯄꯣꯏꯟꯇꯁꯤꯡ ꯑꯗꯨ ꯌꯦꯡꯁꯤꯜꯂꯤꯕꯥ ꯀꯟꯇꯦꯟꯇ ꯁꯦꯝꯕꯥ ꯑꯃꯁꯨꯡ ꯌꯦꯟꯊꯣꯛꯄꯥ ꯑꯁꯤ ꯌꯥꯎꯏ꯫ ꯗꯥꯇꯥ ꯑꯦꯅꯥꯂꯥꯏꯁꯤꯁ ꯑꯃꯁꯨꯡ ꯃꯦꯖꯔꯃꯦꯟꯇ: ꯑꯐꯕꯥ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯁꯤ ꯗꯦꯇꯥꯗꯥ ꯌꯨꯝꯐꯝ ꯑꯣꯏꯕꯅꯤ꯫ ꯑꯃꯁꯨꯡ ꯃꯁꯤꯗꯥ ꯄ꯭ꯔꯣꯒ꯭ꯔꯦꯁ ꯇ꯭ꯔꯦꯛ ꯇꯧꯅꯕꯥ, ꯑꯍꯣꯡꯕꯥ ꯄꯨꯔꯛꯀꯗꯕꯥ ꯃꯐꯝꯁꯤꯡ ꯈꯪꯗꯣꯛꯅꯕꯥ ꯑꯃꯁꯨꯡ ꯃꯗꯨꯒꯤ ꯃꯇꯨꯡ ꯏꯟꯅꯥ ꯁ꯭ꯇꯔꯦꯇꯦꯖꯤ ꯑꯗꯨ ꯑꯦꯗꯖꯁ꯭ꯠ ꯇꯧꯅꯕꯥ ꯆꯥꯡ ꯅꯥꯏꯅꯥ ꯑꯦꯅꯥꯂꯥꯏꯁꯤꯁ ꯑꯃꯁꯨꯡ ꯃꯦꯖꯔ ꯇꯧꯕꯥ ꯌꯥꯎꯏ꯫ ꯑꯦꯅꯥꯂꯥꯏꯇꯤꯀꯦꯜ ꯇꯨꯜꯁꯤꯡ ꯁꯤꯖꯤꯟꯅꯕꯅꯥ ꯕꯤꯖꯤꯅꯦꯁꯁꯤꯡꯗꯥ ꯃꯈꯣꯏꯒꯤ ꯗꯤꯖꯤꯇꯦꯜ ꯃꯥꯔꯀꯦꯇꯤꯡꯒꯤ ꯍꯣꯠꯅꯔꯤꯕꯁꯤꯡꯒꯤ ꯏꯐꯦꯛꯇꯤꯕꯅꯦꯁ ꯑꯗꯨ ꯂꯦꯞꯄꯊꯣꯛꯄꯥ ꯑꯃꯁꯨꯡ ꯗꯦꯇꯥꯗꯥ ꯌꯨꯝꯐꯝ ꯑꯣꯏꯕꯥ ꯋꯥꯔꯦꯞꯄꯁꯤꯡ ꯂꯧꯕꯗꯥ ꯃꯇꯦꯡ ꯄꯥꯡꯕꯥ ꯉꯝꯒꯅꯤ꯫ ꯀꯟꯇꯤꯟꯌꯨꯎꯁ ꯑꯣꯞꯇꯤꯃꯥꯏꯖꯦꯁꯟ: ꯑꯐꯕꯥ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯁꯤ ꯑꯃꯨꯛ ꯍꯟꯅꯥ ꯍꯣꯠꯅꯕꯥ ꯅꯠꯇꯦ꯫ ꯃꯁꯤꯗꯥ ꯂꯦꯞꯇꯅꯥ ꯑꯣꯞꯇꯤꯃꯥꯏꯖ ꯇꯧꯕꯥ ꯌꯥꯎꯔꯤ꯫ ꯃꯁꯤꯅꯥ ꯁ꯭ꯇꯔꯦꯇꯦꯖꯤ ꯑꯁꯤ ꯏꯐꯦꯛꯇꯤꯕ ꯑꯃꯁꯨꯡ ꯃꯔꯤ ꯂꯩꯅꯕꯥ ꯑꯣꯏꯅꯥ ꯂꯩꯍꯟꯅꯕꯥ ꯆꯥꯡ ꯅꯥꯏꯅꯥ ꯌꯦꯡꯁꯤꯅꯕꯥ ꯑꯃꯁꯨꯡ ꯔꯤꯐꯥꯏꯅꯤꯡ ꯇꯧꯕꯥ ꯍꯥꯏꯕꯅꯤ꯫ ꯃꯁꯤꯗꯥ ꯗꯦꯇꯥ ꯑꯦꯅꯥꯂꯥꯏꯁꯤꯁꯇꯥ ꯌꯨꯝꯐꯝ ꯑꯣꯏꯕꯥ ꯑꯦꯗꯖꯁ꯭ꯇꯃꯦꯟꯇꯁꯤꯡ ꯇꯧꯕꯥ ꯗꯤꯖꯤꯇꯦꯜ ꯂꯦꯟꯗꯁ꯭ꯀꯦꯞꯄꯇꯥ ꯈ꯭ꯋꯥꯏꯗꯒꯤ ꯅꯧꯕꯥ ꯇ꯭ꯔꯦꯟꯗꯁꯤꯡ ꯑꯃꯁꯨꯡ ꯑꯍꯣꯡꯕꯁꯤꯡꯒꯥ ꯂꯣꯏꯅꯅꯥ ꯆꯠꯃꯤꯟꯅꯕꯥ, ꯑꯃꯁꯨꯡ ꯀꯩꯊꯦꯜꯗꯥ ꯑꯍꯣꯡꯕꯥ ꯂꯥꯛꯄꯥ ꯑꯣꯗꯤꯁꯟꯒꯤ ꯂꯝꯆꯠ-ꯁꯥꯖꯠ ꯑꯃꯁꯨꯡ ꯕꯤꯖꯤꯅꯦꯁꯀꯤ ꯄꯥꯟꯗꯝꯁꯤꯡꯒꯥ ꯆꯨꯁꯤꯟꯅꯅꯕꯥ ꯐ꯭ꯂꯦꯛꯁꯤꯕꯜ ꯑꯣꯏꯕꯥ ꯌꯥꯎꯔꯤ꯫ ꯈꯪꯖꯤꯟꯒꯗꯕꯥ ꯑꯃꯅꯥ ꯑꯐꯕꯥ ꯗꯤꯖꯤꯇꯦꯜ ꯃꯥꯔꯀꯦꯇꯤꯡ ꯁ꯭ꯇꯔꯦꯇꯦꯖꯤ ꯑꯁꯤ ꯕꯤꯖꯤꯅꯦꯁꯀꯤ ꯄꯥꯟꯗꯝꯁꯤꯡ, ꯇꯥꯔꯒꯦꯠ ꯑꯣꯗꯤꯁꯟ, ꯑꯃꯁꯨꯡ ꯂꯩꯔꯤꯕꯥ ꯔꯤꯁꯣꯔꯁꯁꯤꯡ ꯑꯁꯤ ꯌꯦꯡꯂꯒꯥ ꯌꯥꯝꯅꯥ ꯐꯖꯅꯥ ꯊꯧꯔꯥꯡ ꯇꯧꯏ ꯑꯃꯁꯨꯡ ꯌꯥꯝꯅꯥ ꯐꯖꯅꯥ ꯄꯥꯡꯊꯣꯛꯏ꯫ ꯃꯁꯤꯗꯥ ꯃꯁꯤꯡ ꯌꯥꯝꯂꯕꯥ ꯗꯤꯖꯤꯇꯦꯜ ꯆꯦꯅꯦꯜꯁꯤꯡ ꯂꯤꯚꯔ ꯇꯧꯕꯥ ꯃꯔꯤ ꯂꯩꯅꯕꯥ ꯑꯃꯁꯨꯡ ꯑꯦꯡꯒꯅꯦꯖꯤꯡ ꯀꯟꯇꯦꯟꯇ ꯁꯦꯝꯕꯥ ꯑꯃꯁꯨꯡ ꯌꯦꯟꯊꯣꯛꯄꯥ, ꯑꯃꯁꯨꯡ ꯁ꯭ꯇꯔꯦꯇꯦꯖꯤ ꯑꯁꯤ ꯂꯦꯞꯇꯅꯥ ꯐꯒꯠꯍꯟꯅꯕꯥ ꯑꯃꯁꯨꯡ ꯑꯣꯞꯇꯤꯃꯥꯏꯖ ꯇꯧꯅꯕꯥ ꯗꯦꯇꯥ ꯆꯥꯡ ꯅꯥꯏꯅꯥ ꯑꯦꯅꯥꯂꯥꯏꯖ ꯇꯧꯕꯥ ꯌꯥꯎꯔꯤ꯫।